ꯑꯀꯛꯅꯕꯥ ꯀꯝꯄꯦꯅꯤ ꯑꯃꯒꯤ ꯁ꯭ꯇꯣꯛꯀꯤ ꯂꯝꯆꯠ-ꯁꯥꯖꯠ ꯑꯗꯨ ꯑꯦꯅꯥꯂꯥꯏꯖ ꯇꯧꯁꯤ꯫ ꯁ꯭ꯇꯣꯛ ꯑꯃꯒꯤ ꯂꯝꯆꯠ-ꯁꯥꯖꯠ ꯑꯦꯅꯥꯂꯥꯏꯖ ꯇꯧꯕꯥ ꯃꯇꯝꯗꯥ, ꯀꯝꯄꯦꯅꯤꯒꯤ ꯁꯦꯟꯃꯤꯠꯂꯣꯟꯒꯤ ꯊꯕꯛ ꯊꯧꯔꯝꯁꯤꯡ, ꯄꯥꯛ ꯆꯥꯎꯔꯕꯥ ꯀꯩꯊꯦꯜ ꯑꯃꯁꯨꯡ ꯁꯦꯟꯃꯤꯠꯂꯣꯟꯒꯤ ꯐꯤꯚꯝ ꯑꯃꯁꯨꯡ ꯀꯝꯄꯦꯅꯤ ꯑꯃꯁꯨꯡ ꯏꯟꯗꯁꯇ꯭ꯔꯤꯒꯥ ꯃꯔꯤ ꯂꯩꯅꯕꯥ ꯃꯔꯨꯑꯣꯏꯕꯥ ꯄꯥꯎ ꯅꯠꯇ꯭ꯔꯒꯥ ꯊꯧꯗꯣꯛ ꯑꯃꯠꯇꯥ ꯌꯥꯎꯗꯅꯥ ꯃꯁꯤꯡ ꯌꯥꯝꯂꯕꯥ ꯐꯦꯛꯇꯔꯁꯤꯡ ꯈꯟꯅꯕꯁꯤ ꯌꯥꯝꯅꯥ ꯃꯔꯨꯑꯣꯏ꯫ ꯑꯀꯛꯅꯅꯥ ꯃꯥꯏꯀ꯭ꯔꯣꯁꯣꯞ ꯀꯣꯔꯄꯣꯔꯦꯁꯟꯒꯤ ꯑꯣꯏꯅꯗꯤ, ꯀꯅꯥꯒꯨꯝꯕꯥ ꯑꯃꯅꯥ ꯃꯈꯣꯏꯒꯤ ꯊꯥ ꯇꯔꯨꯛꯀꯤ ꯑꯣꯏꯅꯥ ꯂꯥꯛꯄꯥ ꯔꯤꯄꯣꯔꯠꯁꯤꯡꯒꯥ ꯂꯣꯏꯅꯅꯥ ꯃꯈꯣꯏꯒꯤ ꯔꯦꯚꯤꯅ꯭ꯌꯨ ꯑꯃꯁꯨꯡ ꯄ꯭ꯔꯣꯐꯤꯠ ꯒ꯭ꯔꯣꯠꯁꯨ ꯌꯦꯡꯕꯥ ꯌꯥꯏ꯫ ꯃꯁꯤꯅꯥ ꯀꯝꯄꯦꯅꯤ ꯑꯁꯤꯒꯤ ꯁꯦꯜ-ꯊꯨꯝꯒꯤ ꯍꯛꯁꯦꯜ ꯑꯃꯁꯨꯡ ꯃꯁꯤꯒꯤ ꯁꯦꯌꯔ ꯍꯣꯜꯗꯔꯁꯤꯡꯒꯤꯗꯃꯛꯇꯥ ꯁꯦꯟꯗꯣꯡ ꯐꯪꯍꯟꯕꯥ ꯉꯝꯕꯒꯤ ꯏꯪꯒꯤꯠ ꯑꯃꯥ ꯄꯤꯕꯥ ꯉꯝꯒꯅꯤ꯫ ꯃꯁꯤꯒꯤ ꯃꯊꯛꯇꯥ, ꯃꯥꯏꯀ꯭ꯔꯣꯁꯣꯞꯀꯤ ꯄꯣꯠꯊꯣꯛꯁꯤꯡ ꯑꯃꯁꯨꯡ ꯁꯔꯚꯤꯁꯁꯤꯡ, ꯄꯥꯔꯠꯅꯔꯁꯤꯞꯁꯤꯡ ꯑꯃꯁꯨꯡ ꯀꯝꯄꯤꯇꯤꯁꯟꯒꯥ ꯃꯔꯤ ꯂꯩꯅꯕꯥ ꯄꯥꯎꯁꯤꯡꯅꯁꯨ ꯁ꯭ꯇꯣꯛꯀꯤ ꯂꯝꯆꯠ-ꯁꯥꯖꯠꯇꯥ ꯁꯥꯐꯨ ꯄꯤꯕꯥ ꯌꯥꯏ꯫ ꯈꯟꯅꯒꯗꯕꯥ ꯑꯇꯣꯞꯄꯥ ꯃꯔꯨꯑꯣꯏꯕꯥ ꯋꯥꯐꯝ ꯑꯃꯗꯤ ꯑꯄꯨꯟꯕꯥ ꯀꯩꯊꯦꯜ ꯑꯃꯁꯨꯡ ꯁꯦꯟꯃꯤꯠꯂꯣꯟꯒꯤ ꯐꯤꯚꯝꯅꯤ꯫ ꯏꯟꯇꯔꯦꯁꯀꯤ ꯆꯥꯡ, ꯊꯕꯛ ꯐꯪꯗꯕꯒꯤ ꯆꯥꯡ, ꯒ꯭ꯔꯣꯁ ꯗꯣꯃꯦꯁꯇꯤꯛ ꯄ꯭ꯔꯥꯗꯛ ꯈꯪꯖꯤꯟꯒꯗꯕꯥ ꯑꯃꯅꯥ, ꯁ꯭ꯇꯣꯛ ꯑꯃꯒꯤ ꯂꯝꯆꯠ-ꯁꯥꯖꯠ ꯑꯦꯅꯥꯂꯥꯏꯖ ꯇꯧꯕꯗꯥ ꯀꯝꯄꯦꯅꯤꯒꯤ ꯁꯦꯜ-ꯊꯨꯝꯒꯤ ꯊꯕꯛ ꯊꯧꯔꯝꯁꯤꯡ, ꯄꯥꯎ ꯑꯃꯁꯨꯡ ꯊꯧꯗꯣꯛꯁꯤꯡ ꯑꯃꯁꯨꯡ ꯄꯥꯛ ꯆꯥꯎꯔꯕꯥ ꯀꯩꯊꯦꯜ ꯑꯃꯁꯨꯡ ꯁꯦꯟꯃꯤꯠꯂꯣꯟꯒꯤ ꯐꯤꯚꯝꯁꯤꯡ ꯌꯥꯎꯅꯥ ꯋꯥꯐꯝ ꯀꯌꯥ ꯑꯃꯥ ꯈꯟꯅꯕꯁꯨ ꯌꯥꯎꯏ꯫ ꯕ꯭ꯌꯨꯇꯤꯛ ꯍꯣꯇꯦꯜ ꯑꯃꯒꯤꯗꯃꯛ ꯕꯤꯖꯤꯅꯦꯁ ꯂꯣꯒꯣ ꯑꯃꯥ ꯁꯦꯝꯃꯨ ꯑꯃꯁꯨꯡ ꯃꯁꯤꯅꯥ ꯕ꯭ꯔꯥꯟ ꯃꯦꯁꯦꯖ ꯑꯗꯨ ꯀꯔꯝꯅꯥ ꯌꯧꯍꯟꯕꯒꯦ ꯍꯥꯏꯕꯗꯨ ꯁꯟꯗꯣꯛꯅꯥ ꯇꯥꯛꯄꯤꯌꯨ꯫ ꯚꯤꯖꯨꯑꯦꯜ ꯌꯥꯎꯗꯅꯥ ꯑꯩꯍꯥꯛꯅꯥ ꯒ꯭ꯔꯥꯐꯤꯛꯁ ꯁꯦꯝꯕꯥ ꯉꯝꯗꯦ꯫ ꯑꯗꯨꯕꯨ ꯃꯐꯝ ꯑꯁꯤꯗꯥ ꯑꯩꯍꯥꯛꯀꯤ ꯁꯖꯦꯁꯟ ꯑꯁꯤ ꯂꯩꯔꯤ꯫ ꯕ꯭ꯌꯨꯇꯤꯛ ꯍꯣꯇꯦꯜ ꯑꯃꯥ ꯑꯣꯏꯔꯤꯕꯥ ꯃꯨꯟ ꯄꯦꯂꯦꯁꯀꯤ ꯂꯣꯒꯣ ꯑꯁꯤꯅꯥ ꯃꯁꯤꯒꯤ ꯀꯨꯞꯁꯤꯜꯂꯕꯥ ꯃꯑꯣꯡ ꯑꯁꯤꯒꯤ ꯃꯅꯨꯡꯗꯥ ꯄꯦꯂꯦꯁ ꯁꯤꯜꯍꯧ ꯑꯃꯥ ꯌꯥꯎꯕꯥ ꯁ꯭ꯇꯥꯏꯂꯥꯏꯖ ꯇꯧꯔꯕꯥ ꯀ꯭ꯔꯦꯁꯦꯟ ꯃꯨꯟ ꯑꯃꯥ ꯌꯥꯎꯒꯅꯤ꯫ ꯊꯥ ꯑꯃꯁꯨꯡ ꯄꯦꯂꯦꯁ ꯑꯁꯤ ꯁꯅꯥꯗꯥ ꯔꯦꯟꯗꯔ ꯇꯧꯒꯅꯤ, ꯃꯁꯤꯅꯥ ꯂꯛꯀꯔꯒꯤ ꯋꯥꯈꯜꯂꯣꯟ ꯑꯃꯥ ꯐꯣꯡꯗꯣꯛꯀꯅꯤ, ꯑꯗꯨꯒꯥ ꯗꯤꯞ ꯅꯦꯚꯤ ꯕ꯭ꯂꯨ ꯕꯦꯛꯒ꯭ꯔꯥꯎꯟ ꯑꯃꯅꯥ ꯁꯣꯐꯤꯁꯇꯤꯀꯦꯁꯟ ꯑꯃꯁꯨꯡ ꯁꯦꯔꯦꯅꯤꯇꯤꯒꯤ ꯊꯣꯡ ꯑꯃꯥ ꯍꯥꯞꯆꯤꯜꯂꯤ꯫ ꯍꯣꯇꯦꯜ ꯑꯁꯤꯒꯤ ꯃꯃꯤꯡ ꯃꯨꯟ ꯄꯦꯂꯦꯁ ꯍꯥꯏꯕꯁꯤ ꯏꯃꯦꯖ ꯑꯁꯤꯒꯤ ꯃꯈꯥꯗꯥ ꯏꯂꯤꯖꯦꯟ, ꯐ꯭ꯂꯣꯌꯤꯡ ꯏꯁꯀ꯭ꯔꯤꯞ ꯐꯣꯟ ꯑꯃꯗꯥ ꯌꯥꯎꯒꯅꯤ, ꯃꯗꯨꯁꯨ ꯁꯅꯥꯒꯤ ꯃꯆꯨꯗꯥ ꯌꯥꯎꯒꯅꯤ꯫ ꯂꯣꯒꯣ ꯑꯁꯤꯅꯥ ꯃꯨꯟ ꯄꯦꯂꯦꯁꯀꯤ ꯕ꯭ꯔꯥꯟꯗ ꯃꯦꯁꯦꯖ ꯑꯁꯤ ꯂꯛꯀꯔ, ꯁꯣꯐꯤꯁꯇꯤꯀꯦꯠ ꯑꯃꯁꯨꯡ ꯅꯤꯡꯊꯤꯖꯕ ꯑꯃꯥ ꯑꯣꯏꯅꯥ ꯄꯤꯔꯤ – ꯅꯨꯡꯇꯤꯒꯤ ꯄꯨꯟꯁꯤꯒꯤ ꯋꯥꯈꯜ ꯅꯨꯡꯉꯥꯏꯇꯕꯁꯤꯡꯗꯒꯤ ꯅꯥꯟꯊꯣꯛꯅꯕꯥ ꯃꯐꯝ ꯑꯃꯅꯤ꯫ ꯀ꯭ꯔꯦꯁꯦꯟꯇ ꯃꯨꯟ ꯑꯃꯁꯨꯡ ꯄꯦꯂꯦꯁ ꯁꯤꯜꯍꯧ ꯁꯤꯖꯤꯟꯅꯕꯅꯥ ꯍꯣꯇꯦꯜ ꯑꯁꯤꯅꯥ ꯃꯤꯠꯌꯦꯡ ꯊꯝꯕꯥ ꯑꯃꯁꯨꯡ ꯃꯁꯛ ꯊꯣꯛꯄꯥ ꯑꯦꯛꯁꯄ꯭ꯔꯤꯌꯦꯟꯁ ꯑꯃꯥ ꯄꯤꯅꯕꯥ ꯋꯥꯁꯛ ꯑꯗꯨ ꯐꯣꯡꯗꯣꯛꯂꯤ, ꯑꯗꯨꯒꯥ ꯁꯅꯥ ꯑꯃꯁꯨꯡ ꯅꯦꯚꯤ ꯕ꯭ꯂꯨ ꯃꯆꯨꯒꯤ ꯊꯧꯔꯥꯡ ꯑꯁꯤꯅꯥ ꯍꯣꯇꯦꯜ ꯑꯁꯤꯒꯤ ꯑꯋꯥꯡꯕꯥ ꯊꯥꯛꯀꯤ ꯑꯃꯁꯨꯡ ꯔꯤꯐꯥꯏꯅꯤꯡ ꯏꯃꯦꯖ ꯑꯁꯤ ꯍꯦꯟꯅꯥ ꯃꯄꯥꯡꯒꯜ ꯀꯟꯈꯠꯍꯜꯂꯤ꯫ ꯃꯁꯤꯒꯤ ꯃꯊꯛꯇꯥ, ꯍꯣꯇꯦꯜꯒꯤ ꯃꯤꯡꯒꯤꯗꯃꯛꯇꯥ ꯁꯤꯖꯤꯟꯅꯔꯤꯕꯥ ꯐ꯭ꯂꯣꯌꯤꯡ ꯏꯁꯀ꯭ꯔꯤꯞ ꯐꯣꯟ ꯑꯁꯤꯅꯥ ꯄꯔꯁꯣꯅꯦꯜ ꯇꯁ ꯑꯃꯥ ꯍꯥꯞꯆꯤꯜꯂꯤ, ꯃꯁꯤꯅꯥ ꯇꯥꯛꯂꯤ ꯃꯗꯨꯗꯤ ꯒꯦꯁꯁꯤꯡꯅꯥ ꯃꯈꯣꯏꯅꯥ ꯃꯨꯟ ꯄꯦꯂꯦꯁꯇꯥ ꯂꯩꯔꯤꯉꯩ ꯃꯇꯝꯗꯥ ꯃꯤꯑꯣꯏ ꯑꯃꯃꯝꯒꯤ ꯑꯣꯏꯅꯥ ꯃꯤꯠꯌꯦꯡ ꯆꯪꯒꯅꯤ ꯑꯃꯁꯨꯡ ꯈ꯭ꯋꯥꯏꯗꯒꯤ ꯋꯥꯡꯕꯥ ꯊꯥꯛꯀꯤ ꯁꯔꯚꯤꯁ ꯐꯪꯒꯅꯤ꯫